ꯂꯣꯒꯣ ꯑꯃ ꯗꯤꯖꯥꯏꯟ ꯇꯧꯅꯕꯒꯤꯗꯃꯛ ꯒꯥꯏ꯭ꯗꯂꯥꯏꯟꯁꯤꯡꯒꯤ ꯁꯦꯠ ꯑꯃ ꯁꯦꯝꯕ꯫ ꯂꯣꯒꯣ ꯑꯃ ꯗꯤꯖꯥꯏꯟ ꯇꯧꯕ ꯑꯁꯤ ꯅꯨꯡꯉꯥꯏꯕ ꯊꯕꯛ ꯑꯃ ꯑꯣꯏꯕ ꯌꯥꯏ, ꯑꯗꯨꯕꯨ ꯅꯍꯥꯛꯀꯤ ꯗꯤꯖꯥꯏꯟꯒ ꯂꯣꯏꯅꯅ ꯅꯍꯥꯛꯅ ꯀꯔꯤ ꯐꯣꯡꯗꯣꯛꯄ ꯄꯥꯝꯂꯤꯕꯒꯦ ꯍꯥꯏꯕꯗꯨ ꯈꯟꯗꯨꯅ ꯃꯇꯝ ꯈꯔ ꯂꯧꯕ ꯑꯁꯤ ꯌꯥꯝꯅ ꯃꯔꯨꯑꯣꯏ꯫ ꯃꯈꯥꯗ ꯂꯣꯒꯣ ꯑꯃ ꯗꯤꯖꯥꯏꯟ ꯇꯧꯕ ꯃꯇꯝꯗ ꯋꯥꯈꯜꯗ ꯊꯝꯒꯗꯕ ꯃꯇꯦꯡ ꯑꯣꯏꯕ ꯒꯥꯏ꯭ꯗꯂꯥꯏꯟ ꯈꯔ ꯄꯤꯔꯤ ꯅꯍꯥꯛꯀꯤ ꯕ꯭ꯔꯥꯟꯗ ꯑꯥꯏꯗꯦꯟꯇꯤꯇꯤ ꯑꯗꯨ ꯈꯪꯅꯩ ꯈꯪꯅꯧ ꯅꯍꯥꯛꯀꯤ ꯂꯣꯒꯣ ꯑꯗꯨꯗ ꯅꯍꯥꯛꯀꯤ ꯕ꯭ꯔꯥꯟꯗꯒꯤ ꯕ꯭ꯔꯥꯟꯗꯥꯒꯤ ꯄ꯭ꯔꯁꯣꯅꯦꯂꯤꯇꯤ ꯑꯃꯁꯨꯡ ꯚꯦꯂ꯭ꯌꯨꯁꯤꯡ ꯑꯗꯨ ꯐꯣꯡꯗꯣꯛꯄ‌ ꯇꯥꯏ꯫ ꯅꯍꯥꯛꯀꯤ ꯇꯥ꯭ꯔꯒꯦꯠ ꯑꯣꯗꯤꯑꯣ ꯑꯃꯁꯨꯡ ꯅꯍꯥꯛꯀꯤ ꯂꯣꯒꯣꯅ ꯄꯤꯕ ꯄꯥꯝꯂꯤꯕ ꯄꯥꯎꯖꯦꯜ ꯑꯗꯨꯒꯤ ꯃꯇꯥꯡꯗ ꯈꯟꯊꯅꯕ ꯃꯇꯝ ꯈꯔ ꯂꯧꯕꯤꯌꯨ꯫ ꯃꯁꯤꯕꯨ ꯂꯥꯏꯅꯥ ꯊꯝꯃꯨ ꯏꯆꯝ ꯆꯝꯕ ꯑꯗꯨꯝ ꯑꯣꯏꯅꯃꯛ ꯂꯧꯁꯤꯡ ꯂꯩꯕ ꯑꯃꯁꯨꯡ ꯅꯤꯡꯁꯤꯡꯅꯤꯡꯉꯥꯏ ꯑꯣꯏꯕ ꯂꯣꯒꯣ ꯑꯃꯅ ꯈꯪꯕ ꯑꯃꯁꯨꯡ ꯅꯤꯡꯁꯤꯡꯕꯗ ꯍꯦꯟꯅ ꯂꯥꯏꯕ ꯑꯣꯏꯕ‌ ꯌꯥꯏ꯫ ꯀ꯭ꯂꯥꯁꯇꯔ ꯑꯃꯁꯨꯡ ꯌꯥꯝꯅ ꯀꯝꯄ꯭ꯂꯦꯛꯁ ꯑꯣꯏꯕ ꯗꯤꯖꯥꯏꯟꯁꯤꯡ ꯊꯤꯡꯖꯤꯜꯂꯨ ꯃꯗꯨꯒꯤ ꯃꯍꯨꯠꯇ ꯁꯦꯡꯂꯕ ꯂꯥꯏꯟꯁꯤꯡ ꯑꯃꯁꯨꯡ ꯂꯥꯏꯅꯥ ꯁꯤꯖꯤꯟꯅꯕ ꯂꯥꯏꯅ ꯁꯤꯖꯤꯟꯅꯕ ꯌꯥꯕ ꯗꯤꯖꯥꯏꯟꯁꯤꯡ ꯈꯟꯕꯤꯌꯨ꯫ ꯑꯈꯟꯅꯕ ꯑꯣꯏꯌ‌ꯨ ꯅꯍꯥꯛꯀꯤ ꯂꯣꯒꯣ ꯑꯗꯨ ꯇꯣꯉꯥꯟꯕ ꯑꯃꯁꯨꯡ ꯑꯦꯔꯤꯖꯤꯅꯦꯜ ꯑꯣꯏꯒꯗꯕꯅꯤ, ꯃꯁꯤꯅ ꯅꯍꯥꯛꯀꯤ ꯕ꯭ꯔꯥꯟꯗ ꯑꯗꯨ ꯅꯍꯥꯛꯀꯤ ꯀꯝꯄꯤꯇꯤꯁꯟꯁꯤꯡꯗꯒꯤ ꯊꯣꯏꯗꯣꯛꯄ‌ ꯑꯣꯏꯍꯟꯕꯗ ꯃꯇꯦꯡ ꯄꯥꯡꯒꯅꯤ꯫ ꯃꯁꯤꯡ ꯌꯥꯝꯂꯕ ꯁꯣꯔꯁꯁꯤꯡꯗꯒꯤ ꯏꯟꯇꯔꯄ꯭ꯔꯤꯁꯇꯦꯁꯟ ꯂꯧꯕꯤꯌꯨ ꯑꯃꯁꯨꯡ ꯀ꯭ꯂꯤꯆ ꯏꯃꯦꯖꯔꯤꯗꯒꯤ ꯂꯥꯞꯅ ꯂꯩꯕꯤꯌꯨ꯫ ꯅꯍꯥꯛꯀꯤ ꯃꯆꯨꯁꯤꯡ ꯑꯗꯨ ꯂꯧꯁꯤꯡ ꯂꯩꯅ ꯈꯟꯕꯤꯌꯨ ꯃꯆꯨꯅ ꯏꯃꯣꯁꯟ ꯑꯃꯁꯨꯡ ꯃꯨꯗꯁꯤꯡ ꯐꯣꯡꯗꯣꯛꯄꯗ ꯃꯔꯨꯑꯣꯏꯕ ꯊꯧꯗꯥꯡ ꯂꯧꯕ ꯌꯥꯏ, ꯃꯔꯝ ꯑꯗꯨꯅ ꯅꯍꯥꯛꯀꯤ ꯂꯣꯒꯣꯒꯤꯗꯃꯛ ꯑꯆꯨꯝꯕ ꯃꯆꯨꯁꯤꯡ ꯈꯟꯕꯤꯌꯨ ꯌꯥꯝꯅ ꯃꯔꯨꯑꯣꯏ꯫ ꯃꯆꯨꯒꯤ ꯁꯥꯏꯀꯣꯂꯣꯖꯤ ꯑꯃꯁꯨꯡ ꯇꯣꯉꯥꯟ ꯇꯣꯉꯥꯟꯕ ꯃꯆꯨꯁꯤꯡꯅ ꯅꯍꯥꯛꯀꯤ ꯕ꯭ꯔꯥꯟꯗꯒꯤ ꯋꯥꯈꯜꯂꯣꯟꯗ ꯀꯔꯝꯅ ꯁꯣꯛꯍꯟꯕꯒꯦ ꯍꯥꯏꯕꯗꯨ ꯈꯟꯗꯨꯅ ꯌꯦꯡꯕꯤꯌꯨ꯫ ꯑꯆꯨꯝꯕ ꯐꯣꯟꯇ ꯑꯗꯨ ꯈꯟꯕꯤꯌꯨ ꯅꯍꯥꯛꯀꯤ ꯂꯣꯒꯣꯒꯤꯗꯃꯛꯇ ꯅꯍꯥꯛꯅ ꯈꯟꯒꯗꯕ ꯐꯣꯟꯇ ꯑꯗꯨ ꯂꯦꯖꯤꯕꯜ ꯑꯣꯏꯕ ꯅꯍꯥꯛꯀꯤ ꯕ꯭ꯔꯥꯟꯗ ꯑꯗꯨꯒ ꯆꯨꯅꯕ ꯑꯃꯁꯨꯡ ꯃꯤꯠꯌꯦꯡꯗ‌ ꯌꯥꯝꯅ ꯅꯨꯡꯉꯥꯏꯕ ꯑꯣꯏꯒꯗꯕꯅꯤ꯫ ꯀꯔꯤꯒꯨꯝꯕ ꯅꯍꯥꯛꯅ ꯅꯍꯥꯛꯀꯤ ꯂꯣꯒꯣꯗ ꯇꯦꯛꯁꯠ ꯁꯤꯖꯤꯟꯅꯔꯕꯗꯤ, ꯃꯗꯨ ꯃꯌꯦꯛ ꯁꯦꯡꯕ ꯑꯃꯁꯨꯡ ꯄꯥꯕ ꯌꯥꯕ ꯑꯣꯏꯍꯟꯒꯗꯕꯅꯤ꯫ ꯚꯥꯔꯁꯦꯇꯤꯂꯤꯇꯤꯗ ꯃꯤꯠꯌꯦꯡ ꯊꯝꯕ ꯅꯍꯥꯛꯀꯤ ꯂꯣꯒꯣ ꯑꯗꯨ ꯃꯈꯜ ꯀꯌꯥꯒꯤ ꯐꯣꯔꯃꯦꯠ ꯑꯃꯁꯨꯡ ꯃꯦꯗꯤꯌꯝꯁꯤꯡꯗ ꯊꯕꯛ ꯇꯧꯕ ꯌꯥꯕ ꯋꯥꯔꯁꯥꯇꯤꯜ ꯑꯣꯏꯒꯗꯕꯅꯤ꯫ ꯅꯍꯥꯛꯀꯤ ꯂꯣꯒꯣ ꯑꯗꯨ ꯄ꯭ꯔꯤꯟꯁꯇ, ꯗꯤꯖꯤꯇꯦꯜ ꯅꯠꯇꯔꯒ ꯃꯥꯔꯆꯦꯟꯗꯥꯏꯜꯗ‌ ꯐꯥꯎꯕ ꯁꯤꯖꯤꯟꯅꯕꯒꯤ ꯑꯣꯏꯊꯣꯛꯄ ꯂꯩꯕ꯭ꯔꯥ ꯍꯥꯏꯕꯗꯨ ꯈꯟꯗꯨꯅ ꯌꯦꯡꯕꯤꯌꯨ꯫ ꯐꯤꯗꯕꯦꯛ ꯂꯧꯕ ꯅꯍꯥꯛꯀꯤ ꯂꯣꯒꯣ ꯗꯤꯖꯥꯏꯟꯒꯤ ꯃꯇꯥꯡꯗ ꯐꯤꯗꯕꯦꯛ ꯂꯧꯕꯗ ꯂꯥꯡꯇꯛꯅꯒꯅꯨ꯫ ꯑꯇꯣꯞꯄꯁꯤꯡꯒꯤ ꯋꯥꯈꯜꯂꯣꯟꯁꯤꯡ ꯊꯤꯕꯅ ꯃꯃꯜ ꯌꯥꯝꯂꯕ ꯋꯥꯈꯜꯂꯣꯟꯁꯤꯡ ꯄꯤꯕ ꯉꯝꯒꯅꯤ ꯑꯃꯁꯨꯡ ꯅꯍꯥꯛꯀꯤ ꯗꯤꯖꯥꯏꯟ ꯑꯗꯨ ꯁꯦꯃꯗꯣꯛꯄꯗ ꯃꯇꯦꯡ ꯄꯥꯡꯒꯅꯤ꯫ ꯃꯇꯝ ꯆꯨꯞꯄꯒꯤ ꯑꯣꯏꯅ ꯊꯝꯃꯨ ꯅꯍꯥꯛꯀꯤ ꯂꯣꯒꯣ ꯑꯁꯤ ꯃꯣꯗ꯭ꯔꯟ ꯑꯃꯁꯨꯡ ꯃꯇꯝꯒ ꯆꯥꯟꯅꯕ ꯑꯣꯏꯍꯟꯕ ꯑꯁꯤ ꯃꯔꯨ ꯑꯣꯏꯔꯕꯁꯨ, ꯃꯇꯝ ꯆꯨꯞꯄꯒꯤ ꯑꯣꯏꯕ ꯑꯣꯏꯍꯟꯕ ꯑꯁꯤꯁꯨ ꯆꯞ ꯃꯥꯟꯅꯅ ꯃꯔꯨꯑꯣꯏ꯫ ꯗꯤꯖꯥꯏꯟꯒꯤ ꯇ꯭ꯔꯦꯟꯗꯁꯤꯡ ꯑꯁꯤ ꯌꯥꯝꯅ ꯅꯛꯅ ꯇꯨꯡ ꯏꯟꯅꯔꯣꯏꯗꯕꯅꯤ, ꯃꯔꯝꯗꯤ ꯃꯈꯣꯏ ꯑꯁꯤ ꯃꯇꯝꯒꯤ ꯆꯥꯡꯌꯦꯡꯗ ꯂꯦꯞꯄ ꯉꯝꯗꯕ ꯌꯥꯏ꯫ ꯅꯤꯡꯁꯤꯡꯕꯤꯌꯨ ꯅꯍꯥꯛꯀꯤ ꯂꯣꯒꯣ ꯑꯁꯤ ꯑꯌꯥꯝꯕꯅ ꯀꯁꯇꯃꯔꯁꯤꯡꯅ ꯅꯍꯥꯛꯀꯤ ꯕ꯭ꯔꯥꯟꯗꯒ ꯂꯣꯏꯅꯅ ꯑꯍꯥꯟꯕ ꯏꯟꯇꯔꯦꯛꯁꯟ ꯑꯣꯏ꯫ ꯒꯥꯏꯗꯂꯥꯏꯟꯁꯤꯡ ꯑꯁꯤ ꯉꯥꯛꯅ ꯆꯠꯇꯨꯅ ꯑꯃꯁꯨꯡ ꯅꯍꯥꯛꯀꯤ ꯂꯣꯒꯣ ꯑꯗꯨ ꯋꯥꯈꯜ ꯈꯟꯗꯨꯅ ꯗꯤꯖꯥꯏꯟ ꯇꯧꯅꯕ ꯃꯇꯝ ꯂꯧꯗꯨꯅ ꯅꯍꯥꯛꯅ ꯅꯍꯥꯛꯀꯤ ꯕ꯭ꯔꯥꯟꯗꯒꯤ ꯁꯛꯇꯤ ꯂꯩꯕ ꯑꯃꯁꯨꯡ ꯅꯤꯡꯁꯤꯡꯅꯤꯡꯉꯥꯏ ꯑꯣꯏꯕ ꯔꯤꯄꯔꯖꯦꯟꯇꯦꯁꯟ ꯑꯃ ꯁꯦꯝꯕ ꯉꯝꯒꯅꯤ꯫।